ꯀꯣꯐꯤ ꯁꯦꯝꯕꯒꯤ ꯃꯇꯥꯡꯗꯥ ꯏꯟꯁ꯭ꯠꯔꯛꯁꯟ ꯑꯃꯥ ꯏꯕꯤꯌꯨ꯫ ꯀꯣꯐꯤ ꯁꯦꯝꯕꯥ ꯍꯥꯏꯕꯁꯤ ꯇꯣꯉꯥꯟ ꯇꯣꯉꯥꯟꯕꯥ ꯀꯣꯐꯤ ꯃꯦꯀꯔꯁꯤꯡ ꯁꯤꯖꯤꯟꯅꯗꯨꯅꯥ ꯅꯠꯇ꯭ꯔꯒꯥ ꯁ꯭ꯇꯣꯕꯇꯣꯞꯇꯥ ꯐꯥꯎꯕꯥ ꯄꯥꯡꯊꯣꯛꯄꯥ ꯌꯥꯕꯥ ꯏꯆꯝ ꯆꯝꯕꯥ ꯊꯧꯑꯣꯡ ꯑꯃꯅꯤ꯫ ꯃꯈꯥꯗꯥ ꯀꯣꯐꯤ ꯁꯦꯝꯕꯒꯤ ꯃꯇꯥꯡꯗꯥ ꯏꯟꯁ꯭ꯠꯔꯛꯁꯟꯁꯤꯡ ꯄꯤꯔꯤ ꯃꯆꯥꯛꯁꯤꯡ ꯒ꯭ꯔꯥꯎꯟꯗ ꯀꯣꯐꯤ ꯏꯁꯤꯡꯒꯤ ꯑꯎꯟꯁ ꯇꯔꯨꯛ ꯈꯨꯗꯤꯡꯒꯤ ꯇꯦꯕꯜ ꯑꯅꯤ ꯀꯣꯜꯗ ꯋꯥꯇꯔ ꯈꯨꯠꯂꯥꯏꯁꯤꯡ ꯀꯣꯐꯤ ꯁꯦꯝꯕꯥ ꯗ꯭ꯔꯤꯞ, ꯄꯣꯔ ꯑꯣꯚꯔ, ꯅꯠꯇ꯭ꯔꯒꯥ ꯐ꯭ꯔꯦꯟꯆ ꯄ꯭ꯔꯦꯁ ꯀꯣꯐꯤ ꯐꯤꯜꯇꯔꯁꯤꯡ ꯀꯔꯤꯒꯨꯝꯕꯥ ꯗ꯭ꯔꯤꯞ ꯅꯠꯇ꯭ꯔꯒꯥ ꯄꯣꯔ ꯑꯣꯚꯔ ꯃꯦꯊꯗ ꯁꯤꯖꯤꯟꯅꯗꯨꯅꯥ ꯅꯠꯇ꯭ꯔꯒꯥ ꯀꯣꯐꯤ ꯁ꯭ꯀꯣꯞ ꯏꯟꯁ꯭ꯠꯔꯛꯁꯟꯁꯤꯡ ꯅꯍꯥꯛꯀꯤ ꯀꯣꯐꯤ ꯃꯦꯀꯔ ꯑꯗꯨ ꯁꯦꯡꯅꯥ ꯑꯃꯁꯨꯡ ꯁꯤꯖꯤꯟꯅꯅꯕꯥ ꯁꯦꯝ ꯁꯥꯗꯨꯅꯥ ꯂꯩꯕ꯭ꯔꯥ ꯍꯥꯏꯕꯗꯨ ꯌꯦꯡꯗꯨꯅꯥ ꯍꯧꯒꯗꯕꯅꯤ꯫ ꯅꯍꯥꯛꯅꯥ ꯁꯦꯝꯕꯥ ꯄꯥꯝꯂꯤꯕꯥ ꯀꯞ ꯃꯁꯤꯡ ꯑꯗꯨꯒꯤ ꯃꯊꯧ ꯇꯥꯕꯥ ꯆꯥꯡ ꯑꯗꯨꯒꯤ ꯃꯇꯨꯡꯏꯟꯅꯥ ꯀꯣꯐꯤ ꯃꯦꯀꯔ ꯑꯗꯨ ꯑꯏꯪꯕꯥ ꯏꯁꯤꯡꯅꯥ ꯊꯝꯃꯨ꯫ ꯀꯔꯤꯒꯨꯝꯕꯥ ꯅꯍꯥꯛꯅꯥ ꯁ꯭ꯇꯣꯕꯇꯣꯞ ꯃꯦꯊꯗ ꯑꯗꯨ ꯁꯤꯖꯤꯟꯅꯔꯕꯗꯤ, ꯇꯣꯉꯥꯟꯕꯥ ꯀꯦꯇꯜ ꯑꯃꯗꯥ ꯑꯀꯪꯕꯥ ꯏꯁꯤꯡ ꯊꯝꯃꯨ꯫ ꯀꯔꯤꯒꯨꯝꯕꯥ ꯅꯍꯥꯛꯅꯥ ꯗ꯭ꯔꯤꯞ ꯅꯠꯇ꯭ꯔꯒꯥ ꯄꯣꯔ ꯑꯣꯚꯔ ꯃꯦꯊꯗ ꯁꯤꯖꯤꯟꯅꯔꯕꯗꯤ ꯕ꯭ꯔꯨ ꯕꯥꯁ꯭ꯀꯦꯠ ꯑꯗꯨꯗꯥ ꯀꯣꯐꯤ ꯐꯤꯜꯇꯔ ꯑꯃꯥ ꯊꯝꯃꯨ꯫ ꯏꯁꯤꯡ ꯑꯎꯟꯁ ꯇꯔꯨꯛ ꯈꯨꯗꯤꯡꯒꯤ ꯇꯦꯕꯜ ꯑꯅꯤ ꯁꯤꯖꯤꯟꯅꯗꯨꯅꯥ ꯊꯥꯎ ꯊꯣꯛꯄꯥ ꯀꯐꯤ ꯑꯗꯨ ꯂꯦꯞꯊꯣꯛꯎ꯫ ꯐꯤꯜꯇꯔꯗꯥ ꯅꯠꯇ꯭ꯔꯒꯥ ꯐ꯭ꯔꯦꯟꯆ ꯄ꯭ꯔꯦꯁꯇꯥ ꯊꯥꯎ ꯊꯣꯀꯄꯥ ꯀꯣꯐꯤ ꯑꯗꯨ ꯍꯥꯄꯆꯤꯜꯂꯨ꯫ ꯀꯣꯐꯤ ꯃꯦꯀꯔ ꯑꯗꯨ ꯑꯣꯟꯊꯣꯀꯎ꯫ ꯅꯍꯥꯛꯀꯤ ꯀꯣꯐꯤ ꯃꯦꯀꯔꯒꯤ ꯏꯟꯁ꯭ꯠꯔꯛꯁꯟꯁꯤꯡꯗꯥ ꯌꯨꯝꯐꯝ ꯑꯣꯏꯗꯨꯅꯥ ꯔꯦꯀꯃꯦꯟꯗ ꯇꯧꯔꯕꯥ ꯃꯇꯝ ꯑꯗꯨꯗꯥ ꯀꯣꯐꯤ ꯑꯗꯨ ꯕ꯭ꯔꯨꯖ ꯇꯧꯕ ꯌꯥꯍꯜꯂꯨ꯫ ꯕ꯭ꯔꯨꯏꯪ ꯄ꯭ꯔꯣꯁꯦꯁ ꯑꯗꯨ ꯂꯣꯏꯔꯕꯥ ꯃꯇꯨꯡꯗꯥ, ꯀꯣꯐꯤ ꯑꯗꯨ ꯀꯞ ꯅꯠꯇ꯭ꯔꯒꯥ ꯃꯒ ꯑꯃꯗꯥ ꯊꯝꯃꯨ꯫ ꯅꯍꯥꯛꯅꯥ ꯄꯥꯝꯂꯤꯕꯥ ꯑꯍꯦꯟꯕꯥ ꯄꯣꯠꯁꯛꯁꯤꯡ, ꯍꯥꯏꯕꯗꯤ ꯀ꯭ꯔꯤꯝ ꯅꯠꯇ꯭ꯔꯒꯥ ꯆꯤꯅꯤ, ꯍꯥꯞꯆꯤꯜꯂꯨ ꯑꯃꯁꯨꯡ ꯃꯗꯨ ꯊꯤꯡꯖꯤꯜꯂꯨ꯫ ꯅꯍꯥꯛꯀꯤ ꯅꯧꯅꯥ ꯁꯦꯝꯕꯥ ꯀꯣꯐꯤ ꯀꯞ ꯑꯗꯨ ꯅꯨꯡꯉꯥꯏꯅꯥ ꯊꯛꯎ꯫ ꯑꯅꯧꯕꯥ ꯏꯟꯚꯦꯟꯁꯟ ꯑꯃꯒꯤꯗꯃꯛ ꯋꯥꯈꯜꯂꯣꯟ ꯑꯍꯨꯝ ꯁꯦꯝꯒꯠꯄꯥ꯫ ꯁ꯭ꯃꯥꯔꯠ ꯀꯤꯆꯦꯟ ꯑꯦꯁꯤꯁ꯭ꯇꯦꯟꯇ ꯃꯁꯤꯒꯤ ꯏꯟꯚꯦꯟꯁꯟ ꯑꯁꯤ ꯑꯥꯔꯇꯤꯐꯤꯁꯤꯑꯦꯜ ꯏꯟꯇꯤꯂꯤꯖꯦꯟꯁ ꯇꯦꯛꯅꯣꯂꯣꯖꯤꯒꯥ ꯂꯣꯏꯅꯅꯥ ꯁꯦꯝꯕꯥ ꯀꯤꯆꯦꯟ ꯑꯦꯞꯂꯥꯏꯑꯦꯟꯁ ꯑꯃꯅꯤ ꯑꯃꯁꯨꯡ ꯃꯁꯤ ꯁ꯭ꯃꯥꯔꯠꯐꯣꯟ ꯅꯠꯔꯒꯥ ꯇꯦꯕꯂꯒꯤ ꯈꯨꯠꯊꯥꯡꯗꯥ ꯀꯟꯠꯔꯣꯜ ꯇꯧꯕ ꯌꯥꯏ꯫ ꯃꯁꯤ ꯐ꯭ꯔꯤꯖꯗꯥ ꯂꯩꯔꯤꯕꯥ ꯄꯣꯠꯂꯝꯁꯤꯡꯗꯥ ꯌꯨꯝꯐꯝ ꯑꯣꯏꯕꯥ ꯔꯦꯁꯤꯄꯤꯁꯤꯡ ꯁꯖꯦꯁ꯭ꯠ ꯇꯧꯗꯨꯅꯥ, ꯆꯥꯛ ꯊꯣꯡꯕꯒꯤ ꯃꯇꯝ ꯃꯁꯥ ꯃꯊꯟꯇꯥ ꯁꯦꯠ ꯇꯧꯗꯨꯅꯥ, ꯃꯁꯤꯒꯥ ꯂꯣꯏꯅꯅꯥ ꯈꯣꯡꯊꯥꯡ ꯈꯨꯗꯤꯡꯒꯤ ꯆꯥꯛ ꯊꯣꯡꯕꯒꯤ ꯏꯟꯁ꯭ꯠꯔꯛꯁꯟꯁꯤꯡ ꯄꯤꯗꯨꯅꯥ ꯆꯥꯛ ꯁꯦꯝꯕꯗꯥ ꯃꯇꯦꯡ ꯄꯥꯡꯅꯕꯥ ꯁꯦꯝꯈꯤꯕꯅꯤ꯫ ꯏꯅꯁ꯭ꯇꯦꯟꯇ ꯇ꯭ꯔꯥꯟꯁꯂꯦꯁꯟ ꯀꯝꯃꯌꯨꯅꯤꯀꯦꯁꯟ ꯗꯤꯚꯥꯏꯁ ꯑꯁꯤ ꯔꯤꯑꯦꯜ-ꯇꯥꯏꯝꯗꯥ ꯇꯣꯉꯥꯟ ꯇꯣꯉꯥꯟꯕꯥ ꯂꯣꯟꯁꯤꯡ ꯍꯟꯗꯣꯛꯄꯥ ꯉꯝꯕꯥ ꯇꯦꯛꯅꯣꯂꯣꯖꯤꯒꯤ ꯑꯄꯤꯛꯄꯥ ꯄꯣꯠꯁꯛ ꯑꯃꯅꯤ꯫ ꯇꯣꯉꯥꯟ ꯇꯣꯉꯥꯟꯕꯥ ꯂꯣꯟ ꯉꯥꯡꯕꯥ ꯃꯤꯑꯣꯏ ꯑꯅꯤꯅꯥ ꯄꯥꯎ ꯐꯥꯎꯅꯔꯛꯄꯥ ꯃꯇꯝꯗꯥ ꯃꯤꯑꯣꯏ ꯈꯨꯗꯤꯡꯃꯛꯅꯥ ꯗꯤꯚꯥꯏꯁ ꯑꯗꯨ ꯁꯤꯖꯤꯟꯅꯒꯅꯤ ꯑꯃꯁꯨꯡ ꯃꯁꯤꯅꯥ ꯋꯥꯔꯤ ꯁꯥꯅꯕꯥ ꯑꯗꯨ ꯍꯟꯗꯣꯛꯈꯤꯒꯅꯤ, ꯃꯗꯨꯅꯥ ꯂꯣꯟꯒꯤ ꯑꯊꯤꯡꯕꯁꯤꯡ ꯑꯗꯨ ꯂꯧꯊꯣꯛꯀꯅꯤ ꯑꯃꯁꯨꯡ ꯐꯖꯅꯥ ꯄꯥꯎ ꯐꯥꯎꯅꯕꯥ ꯉꯝꯍꯟꯒꯅꯤ꯫ ꯁ꯭ꯃꯥꯔꯠ ꯔꯤꯁꯥꯏꯛꯂꯤꯡ ꯕꯤꯟ ꯑꯁꯤ ꯔꯤꯁꯥꯏꯀꯜ ꯇꯧꯕꯗꯥ ꯂꯥꯏꯍꯟꯅꯕꯥ ꯁꯦꯝꯈꯤꯕꯅꯤ, ꯃꯁꯤꯗꯥ ꯇꯣꯉꯥꯟ ꯇꯣꯉꯥꯟꯕꯥ ꯃꯆꯥꯛꯁꯤꯡ, ꯈꯨꯗꯝ ꯑꯣꯏꯅꯥ ꯄꯦꯄꯔ, ꯒ꯭ꯂꯥꯁ, ꯑꯃꯁꯨꯡ ꯄ꯭ꯂꯥꯁ꯭ꯇꯤꯛꯀꯤꯗꯃꯛꯇꯥ ꯇꯣꯉꯥꯅꯕꯥ ꯀꯝꯄꯥꯔꯇꯃꯦꯟꯠꯁꯤꯡ ꯌꯥꯎꯔꯤ꯫